ꯈꯣꯏꯔꯤꯐꯥꯕꯥꯅ ꯈꯨꯗꯛꯇ ꯃꯈꯣꯏꯗ ꯃꯍꯥꯛꯀꯤ ꯃꯃꯥꯒꯤ ꯃꯇꯥꯡꯗ ꯍꯪꯈꯤ꯫ ꯑꯗꯨꯕꯨ ꯃꯍꯥꯛꯀꯤ ꯋꯥꯍꯪꯒꯤ ꯄꯥꯎꯈꯨꯝ ꯀꯅꯥꯒꯨꯝꯕ ꯑꯃꯠꯇꯅ ꯈꯪꯈꯤꯗꯦ꯫ ꯑꯗꯨꯅ ꯃꯍꯥꯛꯅ ꯃꯁꯥꯃꯛꯅ ꯃꯍꯥꯛꯀꯤ ꯃꯃꯥꯕꯨ ꯊꯤꯅꯕ ꯋꯥꯔꯦꯞ ꯂꯧꯈꯤ꯫ ꯇꯥꯏꯕꯪ ꯃꯄꯨ ꯈꯣꯔꯤꯐꯥꯕꯥꯅ ꯃꯍꯥꯛꯀꯤ ꯃꯥꯡꯈ꯭ꯔꯕ ꯃꯃꯥ ꯀꯣꯟꯊꯣꯖꯝ ꯇꯝꯐꯥ ꯂꯥꯏꯔꯦꯝꯕꯤꯕꯨ ꯊꯤꯅꯅꯕ ꯑꯇꯤꯌꯥꯗꯒꯤ ꯃꯥꯂꯦꯝꯗ ꯂꯥꯛꯈꯤ꯫ ꯃꯍꯥꯛ ꯈꯣꯏꯔꯤ ꯀꯩꯊꯦꯜꯒꯤ ꯃꯅꯥꯛꯇ ꯂꯩꯕ ꯃꯣꯏꯔꯥꯡꯗ ꯂꯥꯛꯈꯤ꯫ ꯃꯍꯥꯛ ꯃꯐꯝ ꯑꯗꯨꯗ ꯂꯩꯔꯤꯉꯩꯗ ꯅꯨꯃꯤꯠ ꯑꯗꯨ ꯍꯥꯟꯅꯅ ꯇꯥꯈ꯭ꯔꯦ꯫ ꯀꯔꯤ ꯇꯧꯒꯗꯒꯦ ꯍꯥꯏꯕꯑꯗꯨ ꯈꯪꯗꯅ ꯃꯍꯥꯛ ꯀꯞꯄ ꯍꯧꯈꯤ꯫ ꯇꯥꯏꯕꯪ ꯃꯄꯨ ꯊꯥꯡꯖꯤꯡ ꯑꯃꯁꯨꯡ ꯃꯍꯥꯛꯀꯤ ꯂꯣꯏꯅꯕꯤ ꯀꯣꯏꯔꯦꯟ ꯂꯩꯃꯥ ꯃꯍꯥꯛꯀꯤ ꯃꯅꯥꯛꯇ ꯂꯥꯛꯈꯤ꯫ ꯃꯈꯣꯏꯅ ꯅꯨꯄꯥꯃꯆꯥ ꯑꯗꯨꯒꯤ ꯃꯁꯛ ꯑꯗꯨꯒꯤ ꯃꯇꯥꯡꯗ ꯈꯪꯂꯛꯈꯤ꯫ ꯂꯥꯏꯒꯤ ꯑꯣꯏꯕ ꯃꯇꯩ ꯃꯅꯥꯎ ꯑꯗꯨꯅ ꯈꯣꯏꯔꯤꯐꯥꯕꯥꯕꯨ ꯌꯦꯡꯁꯤꯟꯈꯤ꯫ ꯇꯥꯏꯕꯪ ꯃꯄꯨ ꯊꯥꯡꯖꯤꯡꯒꯤ ꯌꯦꯡꯁꯤꯟꯕꯤꯕꯒꯤ ꯃꯈꯥꯗ ꯈꯣꯏꯔꯤꯐꯥꯕꯥ ꯆꯥꯎꯔꯛꯈꯤ꯫ ꯃꯍꯥꯛꯅ ꯃꯔꯨꯞ ꯀꯌꯥ ꯁꯦꯝꯈꯤ꯫ ꯃꯍꯥꯛ ꯆꯍꯤ ꯃꯥꯄꯜ ꯁꯨꯔꯝꯃꯤ꯫ ꯃꯍꯥꯛꯅ ꯃꯨꯛꯅꯥ ꯂꯝꯖꯦꯜ ꯑꯁꯤꯅꯆꯤꯡꯕ ꯍꯧꯈꯤ꯫ ꯃꯍꯥꯛ ꯃꯇꯝ ꯄꯨꯝꯅꯃꯛꯇ ꯑꯊꯣꯏ ꯑꯍꯦꯟ ꯇꯥꯟꯅꯕ ꯄꯨꯝꯅꯃꯛꯀꯤ ꯆꯦꯝꯄꯤꯌꯟ ꯑꯣꯏꯈꯤ꯫ ꯃꯁꯤꯅ ꯃꯍꯥꯛꯀꯤ ꯃꯔꯨꯞꯁꯤꯡꯅ ꯃꯍꯥꯛꯄꯨ ꯏꯀꯥꯏ ꯈꯨꯝꯅꯍꯟꯈꯤ꯫ ꯑꯗꯨꯅ ꯃꯍꯥꯛꯀꯤ ꯃꯔꯨꯞ ꯑꯃꯅ ꯃꯍꯥꯛꯄꯨ ꯊꯥꯡꯖꯤꯡꯒꯤ ꯌꯦꯡꯁꯤꯟ ꯃꯈꯥꯗ ꯃꯍꯥꯛ ꯀꯔꯝꯅ ꯆꯥꯎꯔꯛꯈꯤꯕꯒꯦ ꯍꯥꯏꯕꯒꯤ ꯃꯇꯥꯡꯗ ꯍꯥꯏꯈꯤ꯫ ꯈꯣꯔꯤꯐꯥꯕꯥꯗ ꯍꯥꯏꯈꯤ ꯃꯗꯨꯗꯤ ꯃꯍꯥꯛ ꯑꯁꯤ ꯍꯦꯟꯅ ꯅꯦꯝꯕ ꯂꯥꯏ ꯑꯃ ꯑꯣꯏꯕꯅ ꯃꯔꯝ ꯑꯣꯏꯗꯨꯅ ꯃꯈꯣꯏꯅ ꯃꯍꯥꯛꯄꯨ ꯃꯈꯣꯏꯒ ꯁꯥꯟꯅꯕ ꯌꯥꯔꯣꯏ꯫ ꯈꯣꯔꯤꯐꯥꯕꯥꯅ ꯅꯨꯃꯤꯠ ꯀꯌꯥꯅꯤ ꯅꯨꯡꯉꯥꯏꯇꯕ ꯐꯥꯎꯈꯤ꯫ ꯊꯥꯡꯖꯤꯡꯅ ꯃꯗꯨ ꯈꯪꯂꯛꯈꯤ ꯑꯃꯁꯨꯡ ꯃꯉꯣꯟꯗ ꯍꯪꯈꯤ꯫ ꯈꯣꯏꯔꯤꯐꯥꯕꯥꯅ ꯃꯍꯥꯛꯄꯨ ꯊꯧꯗꯣꯛ ꯑꯗꯨ ꯂꯤꯈꯤ꯫ ꯑꯗꯨꯅ ꯊꯥꯡꯖꯤꯡꯅ ꯈꯣꯏꯔꯤꯐꯥꯕꯥꯕꯨ ꯃꯈꯥ ꯇꯥꯅ ꯊꯦꯡꯊꯗꯅ ꯃꯍꯥꯛꯀꯤ ꯃꯃꯥꯒꯤ ꯃꯅꯥꯛꯇ ꯊꯥꯒꯗꯕꯅꯤ ꯍꯥꯏꯅ ꯋꯥꯔꯦꯞ ꯂꯧꯈꯤ꯫ ꯃꯍꯥꯛꯅ ꯈꯣꯏꯔꯤꯐꯥꯕꯥꯒꯤ ꯃꯔꯨꯞ ꯀꯨꯟꯇꯔꯦꯠ ꯄꯨꯝꯅꯃꯛ ꯀꯧꯈꯤ꯫ ꯃꯍꯥꯛꯅ ꯃꯈꯣꯏꯗ ꯔꯦꯁꯠꯂꯤꯡ ꯑꯃꯁꯨꯡ ꯔꯦꯁ ꯆꯦꯝꯄꯤꯌꯟꯁꯤꯞꯀꯤꯗꯃꯛ ꯈꯣꯏꯔꯤꯐꯥꯕꯥꯕꯨ ꯁꯤꯡꯅꯅꯕ ꯍꯥꯏꯈꯤ꯫ ꯀꯅꯥꯒꯨꯝꯕ ꯑꯃꯠꯇꯅ ꯁꯤꯡꯅꯕ ꯑꯗꯨꯒꯤꯗꯃꯛ ꯁꯦꯝ ꯁꯥꯈꯤꯗꯦ꯫ ꯑꯗꯨꯗꯒꯤ ꯊꯥꯡꯖꯤꯡꯅ ꯃꯈꯣꯏꯗ ꯇꯒ ꯑꯣꯐ ꯋꯥꯔ ꯑꯃꯒꯤ ꯃꯇꯥꯡꯗ ꯍꯪꯈꯤ ꯃꯗꯨꯗ ꯃꯈꯣꯏ ꯄꯨꯝꯅꯃꯛ ꯃꯥꯏꯀꯩ ꯑꯃꯗ ꯄꯨꯟꯅ ꯂꯦꯞꯀꯅꯤ ꯑꯃꯁꯨꯡ ꯑꯇꯣꯞꯄ ꯃꯥꯏꯀꯩ ꯑꯃꯗ ꯈꯣꯏꯔꯤꯐꯥꯕꯥ ꯃꯊꯟꯇ ꯂꯦꯞꯀꯅꯤ꯫ ꯐꯤꯚꯝ ꯑꯃ ꯂꯩꯔꯝꯃꯤ꯫ ꯀꯔꯤꯒꯨꯝꯕ ꯃꯈꯣꯏꯅ ꯃꯥꯏꯄꯥꯛꯂꯕꯗꯤ ꯃꯈꯣꯏꯅ ꯃꯥꯏꯄꯥꯛꯄ ꯑꯣꯏꯒꯅꯤ꯫ ꯑꯗꯨꯕꯨ ꯀꯔꯤꯒꯨꯝꯕ ꯈꯣꯏꯔꯤꯐꯥꯕꯥꯅ ꯃꯥꯏꯄꯥꯛꯂꯕꯗꯤ ꯃꯈꯣꯏꯅ ꯈꯣꯏꯔꯤꯐꯥꯕꯥꯕꯨ ꯗꯣꯂꯥꯏ ꯑꯃꯗ ꯄꯨꯗꯨꯅ ꯍꯥꯎꯔꯣꯛ ꯀꯣꯟꯊꯧꯗ ꯂꯩꯕ ꯃꯍꯥꯛꯀꯤ ꯃꯃꯥꯒꯤ ꯃꯐꯝꯗ ꯊꯥꯒꯗꯕꯅꯤ꯫ ꯃꯔꯨꯞ ꯀꯨꯟꯇꯔꯦꯠ ꯑꯗꯨꯅ ꯁꯤꯡꯅꯕ ꯑꯗꯨ ꯌꯥꯈꯤ꯫ ꯑꯗꯨꯕꯨ ꯃꯈꯣꯏ ꯄꯨꯝꯅꯃꯛ ꯈꯣꯏꯔꯤꯐꯥꯕꯥꯒꯤ ꯈꯨꯠꯇ ꯃꯥꯏꯊꯤꯕ ꯄꯤꯈꯤ꯫ ꯃꯊꯪꯒꯤ ꯅꯨꯃꯤꯠꯇ ꯃꯔꯨꯞ ꯀꯨꯟꯇꯔꯦꯠ ꯑꯗꯨꯅ ꯈꯣꯏꯔꯤꯐꯥꯕꯥꯒ ꯂꯣꯏꯅꯅ ꯗꯣꯂꯥꯏ ꯑꯃꯗ ꯍꯥꯎꯔꯣꯛ ꯀꯣꯟꯊꯧꯒꯤ ꯃꯥꯏꯀꯩꯗ ꯈꯣꯡꯆꯠ ꯑꯗꯨꯒꯤꯗꯃꯛ ꯆꯠꯈꯤ꯫ ꯃꯈꯣꯏ ꯑꯁꯤ ꯃꯣꯏꯔꯥꯡꯗꯒꯤ ꯌꯥꯝꯅ ꯂꯥꯞꯅ ꯂꯥꯛꯈꯤꯕꯅꯤ꯫ ꯂꯝꯕꯤꯗ ꯃꯈꯣꯏꯅ ꯐꯖꯔꯕ ꯃꯐꯝ ꯑꯃ ꯊꯦꯡꯅꯈꯤ꯫ ꯃꯈꯣꯏꯅ ꯃꯇꯝ ꯈꯔꯒꯤ ꯑꯣꯏꯅ ꯐꯖꯔꯕ ꯃꯐꯝ ꯑꯗꯨꯗ ꯄꯣꯊꯥꯅꯕ ꯈꯣꯏꯔꯤꯐꯥꯕꯥꯗ ꯍꯥꯏꯖꯈꯤ꯫ ꯃꯈꯣꯏꯅ ꯄꯣꯊꯥꯈꯤꯕ ꯐꯖꯔꯕ ꯃꯐꯝ ꯑꯗꯨ ꯇꯨꯕꯨꯜ ꯍꯥꯏꯅ ꯃꯤꯡꯊꯣꯟꯈꯤ꯫ ꯃꯔꯨꯞ ꯈꯔꯅ ꯑꯇꯣꯞꯄ ꯃꯐꯝ ꯑꯃꯗ ꯄꯣꯊꯥꯔꯤꯕ ꯃꯔꯨꯞꯁꯤꯡ ꯑꯗꯨ ꯉꯥꯏꯗꯨꯅ ꯂꯩꯔꯝꯃꯤ꯫ ꯃꯈꯣꯏꯅ ꯉꯥꯏꯔꯝꯕ ꯃꯐꯝ ꯑꯗꯨ ꯒꯥꯏꯈꯣꯡ ꯈꯨꯜꯂꯦꯟ ꯍꯥꯏꯅ ꯃꯤꯡꯊꯣꯟꯈꯤ꯫ ꯃꯇꯝ ꯈꯔꯒꯤ ꯃꯇꯨꯡꯗ ꯃꯍꯥꯛꯀꯤ ꯃꯔꯨꯞ ꯄꯨꯝꯅꯃꯛꯅ ꯈꯣꯏꯔꯤꯐꯥꯕꯥꯕꯨ ꯃꯊꯟꯇ ꯊꯥꯗꯣꯛꯈꯤ꯫ ꯑꯗꯨꯅ ꯈꯣꯏꯔꯤꯐꯥꯕꯥꯅ ꯃꯍꯥꯛꯀꯤ ꯈꯣꯡꯆꯠ ꯑꯗꯨ ꯃꯈꯥ ꯇꯥꯅ ꯃꯈꯥ ꯆꯠꯊꯈꯤ꯫ ꯂꯝꯕꯤꯗ ꯃꯍꯥꯛ ꯇꯨꯔꯦꯜ ꯑꯃ ꯂꯥꯟꯊꯣꯛꯈꯤ꯫ ꯇꯨꯔꯦꯜ ꯑꯗꯨꯗ ꯅꯨꯄꯤ ꯀꯌꯥꯅ ꯅꯦꯠ ꯁꯤꯖꯤꯟꯅꯗꯨꯅ ꯉꯥ ꯐꯥꯔꯝꯃꯤ꯫ ꯑꯌꯨꯛꯇꯒꯤ ꯍꯧꯅ ꯃꯈꯣꯏꯅ ꯉꯥ ꯑꯃꯠꯇ ꯐꯥꯕ ꯉꯝꯈꯤꯗꯦ꯫ ꯃꯍꯥꯛꯄꯨ ꯅꯨꯄꯤ ꯑꯃꯅ ꯇꯨꯔꯦꯜ ꯂꯥꯟꯊꯣꯛꯄꯗ ꯃꯇꯦꯡ ꯄꯥꯡꯈꯤ꯫ ꯑꯔꯣꯏꯕꯗ ꯃꯍꯥꯛ ꯍꯥꯎꯔꯣꯛ ꯀꯣꯟꯊꯣꯗ ꯌꯧꯈꯤ꯫ ꯃꯐꯝ ꯑꯗꯨꯒꯤ ꯃꯤꯌꯥꯝꯅ ꯃꯍꯥꯛꯄꯨ ꯎꯕꯗ ꯌꯥꯝꯅ ꯑꯉꯛꯄ ꯐꯥꯎꯈꯤ꯫ ꯃꯈꯣꯏꯅ ꯃꯍꯥꯛꯀꯤ ꯊꯤꯖꯤꯟꯕꯒꯤ ꯃꯇꯥꯡꯗ ꯇꯥꯈ꯭ꯔꯦ꯫ ꯑꯗꯨꯕꯨ ꯂꯥꯏꯔꯦꯝꯕꯤ ꯇꯝꯐꯥ ꯃꯐꯝ ꯑꯗꯨꯗ ꯂꯩꯔꯝꯗꯦ꯫ ꯁꯥꯂꯥꯏꯂꯦꯟꯕꯨ ꯀꯤꯕꯅ ꯃꯔꯝ ꯑꯣꯏꯗꯨꯅ ꯈꯨꯡꯒꯪꯒꯤ ꯃꯤꯌꯥꯝꯅ ꯃꯍꯥꯛꯄꯨ ꯑꯇꯣꯞꯄ ꯃꯐꯝ ꯑꯃꯗ ꯊꯥꯈꯤ꯫ ꯃꯍꯥꯛꯄꯨ ꯆꯤꯡꯁꯤꯡꯗ ꯂꯩꯕ ꯀꯥꯕꯨꯏ ꯇ꯭ꯔꯥꯏꯕꯁꯤꯡꯅ ꯌꯦꯡꯁꯤꯟꯈꯤ꯫ ꯑꯗꯨꯅ ꯈꯣꯔꯤꯐꯥꯕꯥꯅ ꯃꯍꯥꯛꯀꯤ ꯁꯒꯣꯜ ꯅꯒꯪꯒ꯭ꯔꯨꯕꯤꯗ ꯊꯧꯗꯨꯅ ꯃꯊꯪꯒꯤ ꯈꯣꯡꯆꯠ ꯑꯗꯨꯒꯤꯗꯃꯛ ꯆꯠꯈꯤ꯫ ꯆꯤꯡꯁꯤꯡꯗ ꯂꯩꯕ ꯀꯕꯨꯏ ꯇ꯭ꯔꯥꯏꯕꯁꯤꯡꯒꯤ ꯈꯨꯡꯒꯪꯗ ꯌꯧꯔꯛꯄ ꯃꯇꯝꯗ ꯃꯍꯥꯛꯄꯨ ꯇ꯭ꯔꯥꯏꯕꯁꯤꯡꯒꯤ ꯃꯤꯑꯣꯏꯁꯤꯡꯅ ꯊꯋꯥꯏ ꯌꯥꯎꯅ ꯇꯔꯥꯝꯅ ꯑꯣꯛꯈꯤ꯫ ꯑꯔꯣꯏꯕꯗ ꯃꯍꯥꯛꯅ ꯃꯍꯥꯛꯀꯤ ꯃꯇꯝ ꯁꯥꯡꯅ ꯂꯩꯈꯤꯗ꯭ꯔꯕ ꯃꯃꯥꯒ ꯎꯅꯈꯤ꯫ ꯈꯣꯡꯂꯣꯏ ꯕꯤꯗꯥꯏ ꯍꯥꯏꯕꯁꯤ ꯃꯤꯇꯩꯂꯣꯟꯗ ꯏꯕ ꯋꯥꯔꯤ ꯃꯆꯥ ꯑꯃꯅꯤ꯫ ꯈꯣꯡꯂꯣꯏ ꯑꯣꯏꯅ ꯂꯥꯛꯃꯤꯟꯅꯔꯤꯕ ꯑꯊꯧꯕ ꯂꯥꯏꯔꯕ ꯑꯃꯗꯤ ꯄꯥꯡꯗꯕ ꯆꯪꯁꯤꯟꯕ ꯍꯧꯔꯛꯏ ꯆꯤꯡꯗꯣꯟꯒꯤ ꯄꯥꯟꯗꯝꯗ꯫ ꯇꯁꯦꯡꯅ ꯆꯤꯡ ꯀꯥꯕꯗꯤ ꯍꯧꯗ꯭ꯔꯤ ꯃꯈꯣꯏ꯫ ꯆꯤꯡꯈꯣꯡꯒꯤ ꯑꯏꯪꯕ ꯅꯨꯡꯁꯤꯠꯇ ꯄꯨꯝꯅꯃꯛ ꯇꯨꯡꯑꯣꯏꯅꯔꯕ ꯃꯤꯑꯣꯏ ꯈꯔ ꯅꯤꯡꯉꯥꯏꯗꯅ ꯐꯝꯂꯤ ꯃꯃꯤꯠ ꯎꯏꯁꯤꯟꯗꯨꯅ꯫ ꯆꯥꯡꯗꯝꯅꯅ ꯀꯜꯂꯛꯄ ꯑꯄꯥꯝꯕ ꯑꯉꯛꯄ ꯃꯌꯥꯏ ꯀꯥꯕ ꯀꯔꯤꯁꯨ ꯐꯥꯎꯗ꯭ꯔꯕ ꯃꯈꯣꯏꯅꯤ꯫ ꯃꯁꯥꯅ ꯇꯁꯦꯡꯅ ꯌꯦꯡꯂꯤ ꯃꯈꯣꯏꯒꯤ ꯅꯨꯡꯗ꯫ ꯑꯁꯤꯕ ꯍꯛꯆꯥꯡ ꯈꯔꯁꯨ ꯇꯥꯔꯤ ꯆꯤꯡꯈꯣꯡꯒꯤ ꯃꯆꯤ ꯃꯆꯤꯗ꯫ ꯀꯥ ꯍꯦꯟꯅ ꯉꯝꯕ ꯑꯣꯏꯗ꯭ꯔꯤ꯫ ꯃꯈꯣꯏ ꯑꯍꯨꯝ ꯑꯋꯥꯕ ꯂꯩꯇ꯭ꯔꯤꯕꯅ ꯃꯈꯣꯏ ꯌꯥꯡꯅ ꯍꯔꯥꯎ ꯇꯌꯥꯝꯃꯤ꯫ ꯑꯔꯥꯞꯄꯗ ꯎꯔꯤ ꯆꯤꯡꯒꯥꯔꯣꯏ ꯁꯪꯒꯨ ꯁꯪꯒꯨ ꯄꯔꯦꯡ ꯄꯔꯦꯡ ꯆꯠꯂꯤꯕ꯫ ꯅꯨꯃꯤꯠꯅ ꯃꯉꯥꯜ ꯐꯨꯗꯣꯛꯄ ꯍꯧꯔꯛꯄꯗ ꯆꯤꯡꯒꯤ ꯑꯉꯝꯕ ꯁꯔꯨꯛꯀ ꯃꯥꯏꯑꯣꯛꯅꯩ꯫ ꯇꯞꯅ ꯇꯞꯅ ꯅꯤꯡꯁꯤꯡꯍꯜꯂꯤ ꯃꯈꯣꯏꯅ ꯂꯥꯛꯈꯤꯕ ꯈꯣꯡꯆꯠ ꯈꯣꯡꯂꯣꯏ ꯅꯨꯃꯤꯠꯅ ꯇꯥꯈꯤꯗ꯭ꯔꯤꯉꯩ ꯅꯣꯡꯃꯒꯤ ꯃꯇꯝ꯫